ꯊꯧꯅ ꯐꯕꯥ ꯅꯍꯥ ꯑꯣꯏꯔꯤꯕ ꯅꯨꯄꯤꯃꯆꯥ ꯑꯃꯒꯤ ꯃꯔꯝꯗ ꯋꯥꯔꯤ ꯑꯃ ꯁꯦꯝꯒꯠꯄ꯫ ꯃꯇꯝ ꯑꯃꯗ ꯌꯥꯝꯅ ꯂꯥꯞꯅ ꯂꯩꯕ ꯂꯝꯗꯝ ꯑꯃꯗ ꯑꯉꯛꯄ ꯊꯧꯅ ꯑꯃꯁꯨꯡ ꯊꯧꯅ ꯂꯩꯕ ꯂꯤꯌꯥꯅ ꯀꯧꯕ ꯅꯍꯥ ꯑꯣꯏꯔꯤꯕ ꯅꯨꯄꯤꯃꯆꯥ ꯑꯃ ꯂꯩꯔꯝꯃꯤ꯫ ꯂꯤꯌꯥꯅ ꯃꯍꯥꯛꯀꯤ ꯏꯃꯨꯡ ꯃꯅꯨꯡꯒ ꯂꯣꯏꯅꯅ ꯑꯄꯤꯛꯄ ꯈꯨꯡꯒꯪ ꯑꯃꯗ ꯂꯩꯔꯝꯃꯤ ꯃꯐꯝ ꯑꯗꯨꯗ ꯃꯍꯥꯛꯀꯤ ꯃꯤꯅꯨꯡꯁꯤ ꯂꯩꯕ ꯊꯝꯃꯣꯏ ꯑꯃꯁꯨꯡ ꯑꯋꯥꯕ ꯇꯥꯔꯕ ꯑꯇꯣꯞꯄꯁꯤꯡꯕꯨ ꯃꯇꯦꯡ ꯄꯥꯡꯅꯕ ꯋꯥꯈꯜ ꯄꯣꯛꯄꯒꯤꯗꯃꯛ ꯈꯪꯅꯔꯝꯃꯤ꯫ ꯃꯍꯥꯛꯀꯤ ꯆꯍꯤ ꯅꯧꯕ ꯑꯣꯏꯔꯕꯁꯨ ꯃꯍꯥꯛꯀꯤ ꯑꯀꯤꯕ ꯂꯩꯇꯕꯅ ꯃꯔꯝ ꯑꯣꯏꯗꯨꯅ ꯈꯨꯡꯒꯪ ꯑꯗꯨꯒꯤ ꯑꯍꯜꯁꯤꯡꯒꯤ ꯏꯀꯥꯏ ꯈꯨꯝꯅꯕ ꯑꯗꯨ ꯍꯥꯟꯅꯗꯒꯤ ꯐꯪꯖꯔꯝꯃꯤ꯫ ꯂꯥꯏꯕꯛ ꯊꯤꯕ ꯅꯨꯃꯤꯠ ꯑꯃꯗ ꯈꯨꯡꯒꯪ ꯑꯗꯨ ꯌꯥꯝꯅ ꯈꯨꯗꯣꯡꯊꯤꯕ ꯅꯪꯂꯝꯃꯤ꯫ ꯗ꯭ꯔꯒꯟ ꯑꯃꯅ ꯈꯨꯡꯒꯪꯒꯤ ꯃꯤꯌꯥꯝꯗ ꯂꯥꯡꯇꯛꯅꯗꯨꯅ ꯂꯩꯔꯝꯃꯤ ꯑꯃꯁꯨꯡ ꯃꯁꯤꯒꯤ ꯄꯥꯡꯒꯜꯒꯤ ꯃꯥꯌꯣꯛꯇ ꯀꯅꯥꯒꯨꯝꯕ ꯑꯃꯠꯇꯅ ꯂꯦꯞꯄ ꯉꯝꯗꯕ ꯑꯣꯏꯔꯝꯃꯤ꯫ ꯈꯨꯡꯒꯪꯒꯤ ꯃꯤꯌꯥꯝꯅ ꯊꯥꯖꯕ ꯊꯝꯈꯤ ꯃꯗꯨꯗꯤ ꯗ꯭ꯔꯒꯟ ꯑꯁꯤꯅ ꯑꯔꯣꯏꯕꯗ ꯃꯈꯣꯏ ꯄꯨꯝꯅꯃꯛꯄꯨ ꯃꯥꯡꯍꯟ ꯇꯥꯛꯍꯟꯒꯅꯤ꯫ ꯑꯗꯨꯕꯨ ꯅꯍꯥ ꯑꯣꯏꯔꯤꯕ ꯂꯤꯌꯥꯅꯥꯅ ꯈꯪꯂꯛꯏ ꯃꯗꯨꯗꯤ ꯃꯍꯥꯛꯅ ꯅꯨꯡꯁꯤꯖꯔꯕ ꯈꯨꯡꯒꯪ ꯑꯗꯨ ꯃꯥꯡꯍꯟ ꯇꯥꯛꯍꯟꯕ ꯌꯦꯡꯕꯗ ꯐꯝꯗꯨꯅ ꯂꯩꯕ ꯉꯝꯂꯣꯏ꯫ ꯃꯍꯥꯛꯅ ꯀꯔꯤꯒꯨꯝꯕ ꯈꯔ ꯇꯧꯒꯗꯕꯅꯤ ꯍꯥꯏꯕ ꯈꯪꯈꯤ ꯑꯃꯁꯨꯡ ꯃꯔꯝ ꯑꯁꯤꯅ ꯃꯍꯥꯛꯅ ꯊꯧꯅ ꯐꯅꯥ ꯃꯥꯡꯂꯣꯝꯗ ꯆꯪꯁꯤꯜꯂꯛꯈꯤ ꯑꯃꯁꯨꯡ ꯗ꯭ꯔꯒꯟꯒ ꯊꯦꯡꯅꯅꯕ ꯃꯍꯥꯛꯀꯤ ꯋꯥꯔꯦꯞ ꯑꯗꯨ ꯂꯥꯎꯊꯣꯛꯈꯤ꯫ ꯃꯍꯥꯛꯀꯤ ꯃꯔꯨꯄꯁꯤꯡ ꯑꯃꯁꯨꯡ ꯏꯃꯨꯡ ꯃꯅꯨꯡꯅ ꯃꯍꯥꯛꯄꯨ ꯂꯝꯖꯤꯡꯕꯤꯅꯕ ꯍꯣꯠꯅꯔꯕꯁꯨ ꯃꯍꯥꯛ ꯋꯥꯔꯦꯞ ꯂꯧꯈꯤ꯫ ꯑꯗꯨꯅ ꯃꯍꯥꯛꯀꯤ ꯊꯧꯅ ꯑꯃꯁꯨꯡ ꯈꯣꯡꯎꯞ ꯑꯃꯗꯒꯤ ꯍꯦꯟꯅ ꯀꯔꯤꯒꯨꯝꯕ ꯑꯃꯠꯇ ꯌꯥꯎꯗꯅ ꯂꯤꯌꯥꯅ ꯃꯤꯑꯣꯏ ꯑꯗꯨꯒ ꯃꯥꯌꯣꯛꯅꯅꯕꯥ ꯊꯧꯔꯥꯡ ꯇꯧꯈꯤ꯫ ꯗ꯭ꯔꯒꯅꯒꯤ ꯂꯝꯗꯝꯗꯨꯗ ꯌꯧꯔꯛꯄ ꯃꯇꯝꯗ ꯃꯗꯨꯒꯤ ꯃꯩꯁꯥꯒꯤ ꯊꯋꯥꯏ ꯌꯥꯎꯕ ꯑꯗꯨ ꯇꯥꯕ ꯐꯪꯈꯤ ꯑꯃꯁꯨꯡ ꯃꯅꯨꯡꯗꯒꯤ ꯊꯣꯔꯛꯄ ꯅꯨꯡꯁꯤꯠ ꯑꯗꯨ ꯐꯥꯎꯈꯤ꯫ ꯇꯞꯅ ꯇꯞꯅ ꯃꯅꯨꯡꯗ ꯈꯣꯡꯅ ꯆꯠꯈꯤ ꯑꯃꯁꯨꯡ ꯗ꯭ꯔꯒꯟ ꯑꯗꯨ ꯎꯔꯒ ꯊꯨꯅ ꯌꯥꯡꯅ ꯁꯕꯔ ꯍꯣꯅꯈꯤ ꯑꯃꯁꯨꯡ ꯃꯥꯡꯂꯣꯊꯝꯗ ꯆꯪꯁꯤꯜꯂꯛꯈꯤ꯫ ꯂꯥꯟ ꯑꯗꯨ ꯌꯥꯝꯅ ꯁꯥꯊꯤꯅ ꯁꯣꯛꯈꯤ ꯑꯗꯨꯕꯨ ꯂꯤꯌꯥꯅ ꯀꯩꯗꯧꯅꯨꯡꯗ ꯂꯥꯟꯊꯦꯡꯅꯈꯤꯗꯦ꯫ ꯃꯍꯥꯛꯅꯥ ꯗ꯭ꯔꯒꯟ ꯑꯗꯨꯅ ꯃꯍꯥꯛꯄꯨ ꯁꯣꯛꯍꯟꯅꯕ ꯍꯣꯠꯅꯕꯗ ꯂꯥꯟꯊꯦꯡꯅꯈꯤ ꯑꯃꯁꯨꯡ ꯃꯩꯁꯥꯒꯨꯝꯅ ꯊꯨꯅ ꯌꯥꯡꯅ ꯆꯦꯟꯁꯤꯜꯂꯛꯈꯤ ꯃꯍꯥꯛꯀꯤ ꯈꯣꯡꯎꯞ ꯑꯗꯨꯅ ꯃꯗꯨꯗ ꯆꯦꯟꯁꯤꯜꯂꯛꯈꯤ꯫ ꯂꯣꯏꯁꯤꯜꯂꯛꯄꯗ ꯄꯨꯡ ꯀꯌꯥꯒꯨꯝꯂꯕ ꯃꯇꯨꯡꯗ ꯂꯤꯌꯥꯅ ꯃꯥꯏꯄꯥꯛꯅ ꯊꯣꯔꯛꯈꯤ꯫ ꯃꯍꯥꯛꯅ ꯃꯍꯥꯛꯀꯤ ꯈꯨꯡꯒꯪ ꯑꯗꯨ ꯀꯟꯕꯤꯈꯤ ꯑꯃꯁꯨꯡ ꯑꯔꯣꯏꯕꯗ ꯗ꯭ꯔꯒꯟ ꯑꯗꯨ ꯃꯥꯏꯊꯤꯕ ꯄꯤꯈꯤ꯫ ꯈꯨꯡꯒꯪꯒꯤ ꯃꯤꯌꯥꯝ ꯍꯔꯥꯎꯈꯤ ꯂꯤꯌꯥꯅ ꯍꯤꯔꯣ ꯑꯃꯒꯤ ꯇꯔꯥꯝꯅ ꯑꯣꯛꯄꯗ ꯃꯌꯨꯝꯗ ꯍꯜꯂꯛꯈꯤ꯫ ꯅꯨꯃꯤꯠ ꯑꯗꯨꯗꯒꯤ ꯍꯧꯅ ꯂꯤꯌꯥꯅꯥꯒꯤ ꯊꯧꯅ ꯐꯕꯒꯤ ꯋꯥꯔꯤ ꯑꯁꯤ ꯌꯥꯝꯅ ꯂꯥꯞꯅ ꯁꯟꯗꯣꯛꯈꯤ ꯃꯍꯥꯛꯀꯤ ꯑꯀꯤꯕꯥ ꯂꯩꯇꯕꯥ ꯑꯗꯨꯒꯤꯗꯃꯛ ꯃꯍꯥꯛꯄꯨ ꯅꯤꯡꯁꯤꯡꯈꯤ꯫ ꯃꯍꯥꯛꯀꯤ ꯊꯧꯅ ꯑꯗꯨꯅ ꯃꯍꯥꯛꯀꯤ ꯈꯨꯡꯒꯪ ꯑꯗꯨ ꯀꯟꯕꯤꯔꯝꯃꯤ ꯑꯃꯁꯨꯡ ꯈ꯭ꯋꯥꯏꯗꯒꯤ ꯑꯄꯤꯛꯄ ꯃꯤꯑꯣꯏ ꯑꯃꯅ ꯐꯥꯎꯕ ꯈ꯭ꯋꯥꯏꯗꯒꯤ ꯆꯥꯎꯕ ꯑꯍꯣꯡꯕ ꯄꯨꯔꯛꯄ ꯉꯝꯃꯤ ꯍꯥꯏꯕꯁꯤ ꯃꯍꯥꯛꯅ ꯄꯔꯃꯥꯟ ꯇꯧꯈꯤ꯫